ꯇ꯭ꯔꯦꯗꯤꯁ꯭ꯅꯦꯜ ꯁ꯭ꯇꯣꯔꯁꯤꯡꯗꯒꯤ ꯑꯣꯅꯂꯥꯏꯟ ꯃꯥꯔꯀꯦꯠꯞꯂꯦꯁꯀꯤ ꯀꯥꯟꯅꯕꯁꯤꯡ ꯀꯔꯤꯅꯣ? ꯑꯣꯅꯂꯥꯏꯅꯒꯤ ꯀꯩꯊꯦꯜꯁꯤꯡꯗ ꯇ꯭ꯔꯦꯗꯤꯁ꯭ꯅꯦꯜ ꯑꯣꯏꯕ ꯕ꯭ꯔꯤꯛ-ꯑꯦꯟꯗ-ꯃꯣꯔꯇꯔ ꯁ꯭ꯇꯣꯔꯁꯤꯡꯒ ꯆꯥꯡꯗꯝꯅꯕꯗ ꯀꯥꯟꯅꯕ ꯀꯌꯥ ꯑꯃ ꯂꯩ꯫ ꯃꯁꯤꯒꯤ ꯃꯅꯨꯡꯗ ꯃꯈꯥꯗ ꯄꯤꯔꯤꯕꯁꯤꯡ ꯑꯁꯤ ꯌꯥꯎꯔꯤ꯫ꯑꯣꯅꯂꯥꯏꯟ ꯃꯥꯔꯀꯦꯠꯄꯂꯦꯁꯁꯤꯡꯒꯤ ꯈ꯭ꯋꯥꯏꯗꯒꯤ ꯆꯥꯎꯕ ꯀꯥꯟꯅꯕ ꯑꯃꯗꯤ ꯃꯈꯣꯏꯅ ꯄꯤꯔꯤꯕ ꯈꯨꯗꯣꯡꯆꯥꯕ ꯑꯁꯤꯅꯤ꯫ ꯀꯁ꯭ꯇꯃꯔꯁꯤꯡꯅ ꯃꯈꯣꯏꯒꯤ ꯌꯨꯝꯗꯒꯤ ꯅꯨꯃꯤꯗꯥꯡ ꯅꯠꯇꯔꯒ ꯅꯨꯃꯤꯗꯥꯡꯒꯤ ꯃꯇꯝ ꯑꯃꯠꯇꯗ ꯄꯣꯠ ꯂꯩꯕ ꯌꯥꯏ꯫ꯁ꯭ꯇꯣꯔꯒꯤ ꯄꯨꯡꯁꯤꯡꯒꯤ ꯃꯇꯥꯡꯗ ꯋꯥꯈꯜ ꯋꯥꯕ ꯅꯠꯇꯔꯒ ꯐꯤꯖꯤꯀꯦꯜ ꯂꯣꯀꯦꯁꯟ ꯑꯃꯗ ꯆꯠꯄ ꯃꯊꯧ ꯇꯥꯗꯦ꯫ ꯑꯆꯧꯕ ꯈꯟꯕꯒꯤ ꯃꯑꯣꯡ ꯑꯣꯅꯂꯥꯏꯟ ꯃꯥꯔꯀꯦꯠꯄꯂꯦꯁꯁꯤꯡꯅ ꯑꯌꯥꯝꯕꯅ ꯇ꯭ꯔꯦꯗꯤꯁ꯭ꯅꯦꯜ ꯁ꯭ꯇꯣꯔꯁꯤꯡꯗꯒꯤ ꯍꯦꯟꯅ ꯄꯥꯛ-ꯆꯥꯎꯕ ꯄꯣꯠꯂꯝꯁꯤꯡ ꯈꯟꯕꯒꯤ ꯃꯑꯣꯡ ꯑꯃ ꯄꯤꯔꯤ꯫ꯃꯁꯤꯅ ꯀꯁ꯭ꯇꯃꯔꯁꯤꯡꯅ ꯃꯈꯣꯏꯅ ꯊꯤꯔꯤꯕ ꯑꯗꯨ ꯐꯪꯕꯗ ꯂꯥꯏꯊꯣꯛꯍꯜꯂꯤ꯫ ꯃꯈꯣꯏꯅ ꯃꯁꯤꯡ ꯌꯥꯝꯂꯕ ꯌꯣꯜꯂꯤꯕꯁꯤꯡꯗꯒꯤ ꯄꯣꯠꯊꯣꯛꯁꯤꯡꯁꯨ ꯄꯤꯕ ꯌꯥꯏ꯫ ꯃꯁꯤꯅ ꯀꯁ꯭ꯇꯃꯔꯁꯤꯡꯗ ꯈꯟꯕꯒꯤ ꯑꯣꯄꯁꯟ ꯍꯦꯟꯅ ꯄꯤꯔꯤ꯫ ꯀꯝꯄꯤꯇꯤꯇꯤꯕ ꯄ꯭ꯔꯥꯏꯁꯤꯡ ꯑꯣꯅꯂꯥꯏꯟ ꯃꯥꯔꯀꯦꯠꯞꯂꯦꯁꯁꯤꯡꯗ ꯌꯣꯜꯂꯤꯕ ꯃꯁꯤꯡ ꯌꯥꯝꯅ ꯂꯩꯕꯅ ꯃꯔꯝ ꯑꯣꯏꯗꯨꯅ ꯑꯌꯥꯝꯕꯅ ꯑꯀꯟꯕ ꯀꯝꯄꯤꯇꯤꯁꯟ ꯂꯩ꯫ ꯃꯁꯤꯅ ꯃꯃꯜ ꯍꯟꯊꯕ ꯑꯃꯁꯨꯡ ꯀꯁ꯭ꯇꯃꯔꯁꯤꯡꯒꯤꯗꯃꯛꯇ ꯍꯦꯟꯅ ꯐꯕ ꯗꯤꯜꯁꯤꯡ ꯊꯣꯛꯍꯟꯕ ꯌꯥꯏ꯫ ꯃꯁꯤꯒꯤ ꯃꯊꯛꯇ ꯀꯁ꯭ꯇꯃꯔꯁꯤꯡꯅ ꯃꯈꯣꯏꯅ ꯈ꯭ꯋꯥꯏꯗꯒꯤ ꯐꯕ ꯗꯤꯜ ꯐꯪꯂꯤ ꯍꯥꯏꯕ ꯁꯣꯏꯗꯅ ꯈꯪꯗꯣꯛꯅꯕ ꯇꯣꯉꯥꯟ ꯇꯣꯉꯥꯟꯕ ꯌꯣꯜꯂꯤꯕꯁꯤꯡꯗꯒꯤ ꯃꯃꯜꯁꯤꯡ ꯐꯖꯅ ꯆꯥꯡꯗꯝꯅꯕ ꯌꯥꯏ꯫ ꯔꯤꯚꯤꯌꯨꯁꯤꯡꯗ ꯐꯖꯅ ꯑꯦꯛꯁꯦꯁ ꯇꯧꯕ ꯑꯣꯅꯂꯥꯏꯟ ꯃꯥꯔꯀꯦꯠꯄꯂꯦꯁꯁꯤꯡꯅ ꯀꯁ꯭ꯇꯃꯔꯁꯤꯡꯗ ꯑꯇꯣꯞꯄ ꯀ꯭ꯔꯦꯇꯥꯁꯤꯡꯗꯒꯤ ꯔꯤꯚꯤꯌꯨꯁꯤꯡ ꯑꯦꯛꯁꯦꯁ ꯇꯧꯕꯗ ꯂꯥꯏꯍꯜꯂꯤ, ꯃꯁꯤꯅ ꯃꯈꯣꯌꯗ ꯍꯦꯟꯅ ꯏꯅꯐꯣꯔꯃꯦꯁꯟ ꯂꯩꯕ ꯄꯔꯆꯦꯖꯒꯤ ꯋꯥꯔꯦꯞ ꯂꯧꯕ ꯌꯥꯍꯜꯂꯤ꯫ ꯑꯦꯛꯁꯦꯁꯤꯕꯤꯂꯤꯇꯤ ꯑꯣꯅꯂꯥꯏꯟ ꯃꯥꯔꯀꯦꯠꯄꯂꯦꯁꯁꯤꯡ ꯑꯁꯤ ꯏꯟꯇꯔꯅꯦꯠ ꯀꯅꯦꯛꯁꯟ ꯂꯩꯕ ꯃꯤꯑꯣꯏ ꯑꯃꯍꯦꯛꯇꯅ ꯑꯦꯛꯁꯦꯁ ꯇꯧꯕ ꯌꯥꯏ꯫ꯃꯁꯤꯅ ꯈꯨꯡꯒꯪꯒꯤ ꯃꯐꯝꯁꯤꯡꯗ ꯂꯩꯕ ꯃꯤꯑꯣꯏꯁꯤꯡ ꯅꯠꯇꯔꯒ ꯃꯣꯕꯤꯂꯤꯇꯤꯒꯤ ꯏꯁꯨ ꯂꯩꯕ ꯃꯤꯑꯣꯏꯁꯤꯡꯒꯤꯗꯃꯛ ꯈꯨꯗꯣꯡꯆꯥꯕ ꯑꯣꯄꯁꯟ ꯑꯃ ꯑꯣꯏꯍꯜꯂꯤ꯫ ꯖꯤꯑꯣꯒ꯭ꯔꯥꯐꯤꯛ ꯔꯤꯆ ꯍꯦꯟꯒꯠꯂꯛꯄ ꯑꯀꯛꯅꯕꯥ ꯖꯤꯑꯣꯒ꯭ꯔꯥꯐꯤꯛ ꯑꯦꯔꯤꯌ ꯑꯃꯗ ꯂꯤꯃꯤꯠ ꯂꯩꯕ ꯇ꯭ꯔꯦꯗꯤꯁ꯭ꯅꯦꯜ ꯁ꯭ꯇꯣꯔꯁꯤꯡꯒ ꯃꯥꯟꯅꯗꯅ, ꯑꯣꯅꯂꯥꯏꯟ ꯃꯥꯔꯀꯦꯠꯄꯂꯦꯁꯁꯤꯡꯅ ꯃꯥꯂꯦꯝ ꯄꯨꯝꯕꯒꯤ ꯀꯁ꯭ꯇꯃꯔꯁꯤꯡꯗ ꯌꯧꯕ ꯉꯝꯃꯤ, ꯃꯁꯤꯅ ꯌꯣꯜꯂꯤꯕꯁꯤꯡꯒꯤ ꯑꯣꯏꯊꯣꯛꯄ ꯌꯥꯕ ꯀꯁ꯭ꯇꯃꯔ ꯕꯦꯖ ꯍꯦꯟꯒꯠꯍꯜꯂꯤ꯫ ꯃꯦꯁꯤꯟ ꯂꯔꯅꯤꯡꯗ ꯀ꯭ꯔꯣꯁ-ꯚꯦꯂꯤꯗꯦꯁꯅꯒꯤ ꯊꯧꯑꯣꯡ ꯑꯗꯨ ꯐꯣꯡꯗꯣꯛꯎ꯫ ꯀ꯭ꯔꯣꯁ-ꯚꯦꯂꯤꯗꯦꯁꯟ ꯑꯁꯤ ꯃꯣꯗꯦꯜ ꯑꯃꯒꯤ ꯄ꯭ꯔꯤꯗꯤꯛꯇꯤꯚ ꯄꯔꯐꯣꯃꯦꯟꯁ ꯑꯗꯨ ꯌꯦꯡꯁꯤꯟꯅꯕ ꯃꯦꯁꯤꯟ ꯂꯔꯅꯤꯡꯗ ꯁꯤꯖꯤꯟꯅꯕ ꯇꯦꯛꯅꯤꯛ ꯑꯃꯅꯤ꯫ ꯃꯔꯨꯑꯣꯏꯅ ꯅꯍꯥꯛꯅ ꯗꯦꯇꯥ ꯈꯔ ꯂꯩꯕ ꯃꯇꯝꯗ꯫ ꯃꯁꯤ ꯄ꯭ꯔꯤꯗꯤꯛꯇꯤꯚ ꯃꯣꯗꯦꯜ ꯑꯃꯅ ꯊꯧꯑꯣꯡꯗ ꯀꯌꯥ ꯌꯥꯝꯅ ꯑꯆꯨꯝꯕ ꯃꯑꯣꯡꯗ ꯊꯕꯛ ꯇꯧꯕꯒꯦ ꯍꯥꯏꯕꯗꯨ ꯑꯦꯁ꯭ꯇꯤꯃꯦꯠ ꯇꯧꯕꯗ ꯁꯤꯖꯤꯟꯅꯩ꯫ ꯃꯍꯧꯁꯥꯅ ꯊꯧꯑꯣꯡ ꯑꯁꯤ ꯃꯈꯥꯗ ꯄꯤꯔꯤ ꯗꯦꯇꯥ ꯈꯥꯏꯗꯣꯛꯄ ꯑꯍꯥꯟꯕ ꯈꯣꯡꯊꯥꯡꯗꯤ ꯗꯦꯇꯥꯁꯦꯠ ꯑꯁꯤ ꯁꯔꯨꯛ ꯑꯅꯤꯗ ꯈꯥꯏꯗꯣꯛꯄꯅꯤ꯫ꯑꯃꯅ ꯃꯣꯗꯦꯜ ꯑꯗꯨ ꯇ꯭ꯔꯦꯅꯤꯡ ꯇꯧꯅꯕꯒꯤꯗꯃꯛ ꯑꯃꯁꯨꯡ ꯑꯇꯣꯞꯄ ꯑꯃꯅ ꯃꯁꯤꯕꯨ ꯇꯦꯁ꯭ꯠ ꯇꯧꯅꯕꯒꯤꯗꯃꯛ꯫ ꯃꯁꯤꯒꯤ ꯊꯧꯑꯣꯡ ꯑꯁꯤ ꯁꯨꯕ ꯑꯣꯏꯅ ꯍꯟꯖꯤꯟ ꯍꯟꯖꯤꯟ ꯇꯧꯏ, ꯃꯇꯝ ꯈꯨꯗꯤꯡꯗ ꯚꯦꯂꯤꯗꯦꯁꯟꯒꯤꯗꯃꯛꯇ ꯇꯣꯉꯥꯟꯕ ꯐꯣꯜꯗ ꯑꯃ ꯁꯤꯖꯤꯟꯅꯩ꯫ ꯄꯔꯐꯣꯃꯦꯟꯁ ꯏꯚꯥꯂꯨꯑꯦꯠ ꯇꯧꯕ ꯃꯣꯗꯦꯜ ꯄꯔꯐꯣꯃꯦꯟꯁ ꯑꯁꯤ ꯀꯦ-ꯐꯣꯜꯗꯁꯤꯡꯗ ꯄꯔꯐꯣꯃꯦꯟꯁ ꯁ꯭ꯀꯣꯔꯁꯤꯡꯒꯤ ꯑꯦꯚꯥꯔꯦꯖ ꯇꯧꯗꯨꯅ ꯂꯦꯞꯊꯣꯛꯏ꯫ ꯃꯁꯤꯅ ꯃꯣꯗꯦꯜ ꯑꯁꯤꯅ ꯎꯕ ꯐꯪꯗꯕ ꯗꯦꯇꯥꯗ ꯀꯌꯥ ꯌꯥꯝꯅ ꯐꯖꯅ ꯊꯕꯛ ꯇꯧꯕꯒꯦ ꯍꯥꯏꯕꯒꯤ ꯍꯦꯟꯅ ꯑꯆꯨꯝꯕ ꯃꯤꯠꯌꯦꯡ ꯑꯃ ꯄꯤꯔꯤ꯫ ꯑꯄꯨꯟꯕ ꯑꯣꯏꯅ ꯀ꯭ꯔꯣꯁ-ꯚꯦꯂꯤꯗꯦꯁꯟꯅ ꯃꯣꯗꯦꯜ ꯑꯁꯤꯒꯤ ꯔꯣꯕꯁ꯭ꯇꯦꯟꯁ ꯍꯦꯟꯒꯠꯍꯟꯕꯗ ꯃꯇꯦꯡ ꯄꯥꯡꯏ, ꯃꯁꯤꯕꯨ ꯇꯦꯁ꯭ꯠ ꯇꯧꯕꯒꯤ ꯏꯐꯤꯁꯤꯌꯦꯟꯇ ꯑꯣꯏꯕ ꯃꯑꯣꯡ ꯑꯃ ꯄꯤꯔꯤ ꯑꯃꯁꯨꯡ ꯑꯣꯚꯔꯐꯤꯠ ꯇꯧꯕꯒꯤ ꯆꯥꯡ ꯍꯟꯊꯍꯜꯂꯤ꯫ ꯃꯁꯤꯒꯤ ꯇꯦꯛꯅꯤꯛ ꯑꯁꯤ ꯃꯔꯨꯑꯣꯏꯅ ꯗꯦꯇꯥꯒꯤ ꯆꯥꯡ ꯌꯥꯝꯅ ꯅꯦꯝꯕ ꯃꯇꯝꯗ ꯀꯥꯟꯅꯕ ꯑꯣꯏ, ꯃꯔꯝꯗꯤ ꯃꯁꯤꯅ ꯂꯩꯔꯤꯕ ꯗꯦꯇ ꯑꯁꯤ ꯌꯥꯝꯅ ꯊꯨꯅ ꯁꯤꯖꯤꯟꯅꯕ ꯌꯥꯍꯜꯂꯤ꯫